ꯄ꯭ꯔꯄꯣꯖ ꯇꯧꯔꯤꯕ ꯕꯤꯜ ꯑꯃꯕꯨ ꯁꯄꯣꯔꯠ ꯇꯧꯔꯤꯕ ꯃꯤꯈꯜꯗ ꯃꯥꯏ ꯄꯥꯛꯂꯕ ꯑꯣꯐꯤꯁꯤꯑꯦꯜ ꯑꯃꯗ ꯆꯤꯊꯤ ꯑꯃ ꯏꯕꯤꯌꯨ꯫ ꯅꯨꯡꯁꯤꯖꯔꯕ [ꯃꯤꯈꯜꯗ ꯃꯥꯏ ꯄꯥꯛꯂꯕ ꯑꯣꯐꯤꯁꯤꯑꯦꯜ], ꯑꯩꯍꯥꯛꯅ ꯍꯧꯖꯤꯛ [ꯂꯦꯖꯤꯁ꯭ꯂꯦꯇꯤꯕ ꯕꯣꯗꯤ]ꯅ ꯈꯟꯅꯔꯤꯕ ꯄ꯭ꯔꯄꯣꯖ ꯇꯧꯔꯤꯕ ꯕꯤꯜ [ꯕꯤꯜ ꯅꯝꯕꯔ/ꯃꯃꯤꯡ] ꯑꯁꯤꯒꯤ ꯃꯇꯥꯡꯗ ꯑꯩꯍꯥꯛꯀꯤ ꯁꯄꯣꯔꯠ ꯑꯗꯨ ꯐꯣꯡꯗꯣꯛꯅꯕ ꯏꯔꯤ꯫ ꯕꯤꯜ ꯑꯁꯤꯅ [ꯏꯁꯨ]ꯒꯤ ꯃꯔꯨꯑꯣꯏꯕ ꯋꯥꯐꯝ ꯑꯗꯨ ꯌꯦꯡꯁꯤꯜꯂꯤ, ꯑꯃꯁꯨꯡ ꯃꯁꯤꯅ ꯑꯩꯈꯣꯏꯒꯤ ꯈꯨꯟꯅꯥꯏ ꯑꯃꯁꯨꯡ ꯔꯥꯖ꯭ꯌꯗ ꯃꯔꯨꯑꯣꯏꯕ ꯑꯃꯁꯨꯡ ꯑꯐꯕ ꯏꯝꯄꯦꯛꯇ ꯑꯃ ꯄꯤꯒꯅꯤ ꯍꯥꯏꯅ ꯑꯩꯍꯥꯛꯅ ꯊꯥꯖꯩ꯫ ꯕꯤꯜ ꯑꯁꯤꯒꯤ ꯄ꯭ꯔꯣꯕꯤꯖꯟꯁꯤꯡ ꯑꯁꯤ ꯑꯩꯈꯣꯏꯒꯤ ꯔꯥꯖ꯭ꯌꯒꯤ ꯃꯤꯑꯣꯏ ꯀꯌꯥꯒꯤ ꯃꯔꯨꯑꯣꯏꯕꯁꯤꯡꯒ ꯃꯥꯟꯅꯩ, ꯑꯃꯁꯨꯡ [ꯑꯀꯛꯅꯕ ꯑꯦꯛꯁꯟ ꯅꯠꯇ꯭ꯔꯒꯥ ꯀꯥꯟꯅꯕ] ꯑꯁꯤꯅ ꯑꯀꯛꯅꯕ ꯀꯥꯡꯂꯨꯞ ꯅꯠꯇ꯭ꯔꯒꯥ ꯃꯤꯁꯤꯡ ꯗ ꯌꯥꯝꯅ ꯀꯥꯟꯅꯕ ꯄꯤꯒꯅꯤ꯫ ꯄ꯭ꯔꯄꯣꯖ ꯇꯧꯔꯤꯕ ꯈꯣꯡꯊꯥꯡꯁꯤꯡ ꯑꯁꯤꯅ ꯑꯀꯛꯅꯕ ꯄꯥꯟꯗꯝ ꯅꯠꯇ꯭ꯔꯒꯥ ꯑꯥꯏꯗꯤꯌꯦꯜ ꯁꯣꯏꯗꯅ ꯉꯥꯛꯅꯕ ꯑꯩꯈꯣꯏꯒꯤ ꯔꯥꯖ꯭ꯌ ꯑꯩꯈꯣꯏꯒꯤ ꯂꯩꯕꯥꯛꯀꯤ ꯋꯥꯁꯛ ꯑꯗꯨ ꯎꯠꯂꯤ꯫ ꯃꯔꯤ ꯂꯩꯅꯕ ꯅꯥꯒꯔꯤꯛ ꯑꯃ ꯑꯣꯏꯅ ꯑꯩꯈꯣꯏꯒꯤ ꯃꯤꯈꯜꯗ ꯃꯥꯏ ꯄꯥꯛꯂꯕ ꯑꯣꯐꯤꯁꯤꯑꯦꯜꯁꯤꯡꯅ ꯕꯤꯜ ꯑꯁꯤ ꯍꯧꯗꯣꯛꯄ ꯑꯃꯁꯨꯡ ꯁꯧꯒꯠꯄꯒꯤ ꯈꯨꯠꯊꯥꯡꯗ ꯃꯔꯨ ꯑꯣꯏꯕ ꯍꯤꯔꯝ ꯑꯁꯤ ꯀꯣꯈꯟꯅꯕ ꯀꯠꯊꯣꯛꯄ ꯑꯗꯨꯒ ꯑꯩꯍꯥꯛꯅ ꯌꯥꯝꯅ ꯅꯨꯡꯉꯥꯏꯕ ꯐꯥꯎꯏ꯫ ꯃꯁꯤꯒꯤ ꯄꯥꯁ ꯑꯁꯤꯕꯨ ꯁꯧꯒꯠꯅꯕ ꯑꯩꯍꯥꯛꯅ ꯑꯗꯣꯝꯗ ꯍꯥꯏꯖꯔꯤ ꯑꯃꯁꯨꯡ ꯑꯗꯣꯝꯒꯤ ꯃꯔꯨꯞꯁꯤꯡꯗꯁꯨ ꯃꯁꯤꯃꯛ ꯇꯧꯅꯕ ꯍꯥꯏꯖꯔꯤ꯫ ꯑꯗꯣꯝꯅ ꯈꯟꯕꯤꯕꯒꯤꯗꯃꯛ ꯑꯃꯁꯨꯡ ꯑꯩꯈꯣꯏꯒꯤ ꯈꯨꯟꯅꯥꯏꯗ ꯑꯗꯣꯝꯒꯤ ꯁꯦꯕ ꯇꯧꯕꯤꯕꯒꯤꯗꯃꯛ ꯊꯥꯒꯠꯆꯔꯤ꯫ ꯊꯃꯣꯏ ꯁꯦꯡꯅ, ꯅꯍꯥꯛꯀꯤ ꯃꯤꯡ꯫ ꯏꯁꯄꯤꯔ ꯑꯃꯒꯤ ꯃꯒꯨꯟꯁꯤꯡ ꯈꯪꯗꯣꯛꯄ꯫ ꯏꯁ꯭ꯐꯤꯔ ꯍꯥꯏꯕꯁꯤ ꯃꯄꯨꯡ ꯐꯥꯅ ꯒꯣꯜꯗ ꯑꯃꯁꯨꯡ ꯁꯤꯃꯦꯇꯔꯤꯛ ꯑꯣꯏꯕ ꯊ꯭ꯔꯤ-ꯗꯤꯃꯦꯟꯁꯤꯌꯦꯜ ꯑꯣꯏꯕ ꯄꯣꯠꯁꯛ ꯑꯃꯅꯤ꯫ ꯁꯤꯃꯦꯇꯔꯤ: ꯏꯁ꯭ꯐꯤꯔ ꯑꯗꯨꯗ ꯗꯥꯏꯑꯦꯃꯤꯇꯔ ꯑꯃꯍꯦꯛꯇꯒꯤ ꯃꯇꯥꯡꯗ ꯔꯣꯇꯦꯁꯅꯦꯜ ꯁꯤꯃꯦꯇꯔꯤ ꯂꯩ, ꯑꯃꯁꯨꯡ ꯃꯁꯤꯒꯤ ꯁꯦꯟꯇꯔꯗ ꯆꯠꯂꯤꯕ ꯄ꯭ꯂꯦꯟ ꯑꯃꯍꯦꯛꯇꯒꯤ ꯈꯨꯠꯊꯥꯡꯗ ꯔꯤꯐ꯭ꯂꯦꯛꯁꯟ ꯁꯤꯃꯦꯇꯔꯤ ꯂꯩ꯫ ꯀꯥꯔꯚ ꯁꯔꯐꯦꯁ: ꯏꯁ꯭ꯐꯤꯔ ꯑꯃꯅ ꯃꯅꯥꯛ ꯅꯛꯄ ꯑꯃꯁꯨꯡ ꯂꯦꯡ-ꯑꯣꯠꯄꯒꯤ ꯃꯑꯣꯡꯗ ꯀꯨꯄꯁꯤꯟꯕ ꯃꯐꯝ ꯑꯃ ꯂꯩ꯫ ꯁꯔꯐꯦꯁꯇ ꯂꯩꯕ ꯄꯣꯏꯟꯇ ꯈꯨꯗꯤꯡꯃꯛ ꯁꯦꯟꯇꯔꯒ ꯃꯥꯟꯅꯅ ꯂꯥꯞꯅ ꯂꯩ꯫ ꯁꯦꯟꯇꯔ ꯑꯃꯁꯨꯡ ꯔꯦꯗꯤꯌꯁ: ꯏꯁ꯭ꯐꯤꯔ ꯑꯃꯒꯤ ꯁꯦꯟꯇꯔ ꯍꯥꯏꯕꯁꯤ ꯏꯁ꯭ꯐꯤꯔꯒꯤ ꯃꯅꯨꯡꯗ ꯂꯩꯕ ꯄꯣꯏꯟꯇ ꯑꯃꯅꯤ ꯑꯃꯁꯨꯡ ꯃꯁꯤꯒꯤ ꯃꯊꯛꯇ ꯂꯩꯕ ꯄꯣꯏꯟꯇ ꯈꯨꯗꯤꯡꯃꯛꯇꯒꯤ ꯆꯞ ꯃꯥꯟꯅꯕ ꯂꯥꯞꯅ ꯂꯩꯕ ꯄꯣꯏꯟꯇ ꯑꯃꯅꯤ꯫ ꯔꯦꯗꯤꯌꯁ ꯍꯥꯏꯕꯁꯤ ꯁꯦꯟꯇꯔꯗꯒꯤ ꯁꯔꯐꯦꯁ ꯐꯥꯎꯕꯒꯤ ꯑꯔꯥꯞꯄ ꯑꯗꯨꯅꯤ꯫ ꯁꯔꯀꯜꯁꯤꯡ: ꯏꯁ꯭ꯐꯤꯔ ꯑꯃꯒꯤ ꯃꯅꯨꯡꯗ ꯆꯦꯟꯊꯔꯛꯄ ꯄ꯭ꯂꯦꯟ ꯑꯃꯍꯦꯛꯇꯒ ꯏꯟꯇꯔꯁꯦꯛꯁꯟ ꯇꯧꯕꯅ ꯁꯔꯀꯜ ꯑꯃꯥ ꯄꯨꯊꯣꯛꯏ꯫ ꯍꯥꯏꯔꯤꯕ ꯑꯁꯤ ꯏꯁ꯭ꯐꯤꯔ ꯑꯃꯒꯤ ꯃꯔꯨꯑꯣꯏꯕ ꯃꯒꯨꯟ ꯈꯔꯅꯤ꯫ ꯁꯣꯏꯗꯕ! ꯂꯤꯡꯛ ꯑꯃ ꯍꯥꯞꯆꯤꯟꯅꯕ ꯆꯠꯅꯕ ꯌꯥꯕ ꯀꯣꯗ ꯑꯃ ꯁꯦꯝꯃꯨ꯫ ꯗꯣꯀ꯭ꯌꯨꯃꯦꯟꯇ ꯑꯃꯗ ꯂꯤꯡꯛ ꯑꯃ ꯍꯥꯞꯆꯤꯟꯅꯕꯒꯤꯗꯃꯛ, ꯑꯩꯈꯣꯏꯅ ꯂꯤꯡꯛ ꯇꯧꯕ ꯄꯥꯝꯂꯤꯕ ꯄꯦꯖ ꯑꯗꯨꯒꯤ ꯑꯗꯨ ꯇꯥꯛꯅꯕ ꯑꯦꯇ꯭ꯔꯤꯕꯤꯎꯇꯀ ꯂꯣꯏꯅꯕ ꯇꯦꯒ ꯑꯗꯨ ꯁꯤꯖꯤꯟꯅꯩ꯫ ꯃꯈꯥꯗ ꯈꯨꯗꯝ ꯑꯃ ꯄꯤꯔꯤ. ꯗꯥ ꯆꯪꯅꯕ ꯃꯐꯝꯁꯤꯗꯥ ꯀ꯭ꯂꯤꯛ ꯇꯧꯕꯤꯌꯨ ꯈꯨꯗꯝ ꯑꯁꯤꯗ, ꯑꯩꯈꯣꯏꯅ ꯂꯤꯡꯛ ꯑꯃ ꯁꯦꯝꯈ꯭ꯔꯦ ꯃꯗꯨꯗꯤ, ꯀ꯭ꯂꯤꯛ ꯇꯧꯕ ꯃꯇꯝꯗ, ꯌꯨꯖꯔ ꯑꯗꯨꯕꯨ ꯗ ꯂꯧꯒꯅꯤ꯫ ꯍꯥꯡꯗꯣꯛꯄ ꯑꯃꯁꯨꯡ ꯂꯣꯏꯁꯤꯟꯕꯒꯤ ꯇꯦꯒꯁꯤꯡꯒꯤ ꯃꯔꯛꯇ ꯂꯩꯕ ꯇꯦꯛꯁ (" ꯗ ꯆꯠꯅꯕ ꯃꯐꯝꯁꯤꯗ ꯀ꯭ꯂꯤꯛ ꯇꯧꯕꯤꯌꯨ") ꯑꯁꯤ ꯋꯦꯕꯄꯦꯖꯗ ꯀ꯭ꯂꯤꯛ ꯇꯧꯕ ꯌꯥꯕ ꯂꯤꯡꯛ ꯑꯣꯏꯅ ꯎꯕ ꯐꯪꯒꯅꯤ꯫